ꯑꯉꯛꯄ ꯂꯩꯄꯥꯛꯇ ꯑꯦꯂꯤꯁ ꯑꯁꯤ ꯏꯪꯂꯤꯁ ꯂꯣꯟꯗ ꯂꯦꯋꯤꯁ ꯀꯦꯔꯣꯜꯅ ꯏꯕ ꯑꯁꯦꯝꯋꯥꯔꯤ ꯑꯃꯅꯤ꯫ ꯋꯥꯔꯤꯁꯤ ꯅꯍꯥ ꯑꯣꯏꯔꯤꯕ ꯅꯨꯄꯤꯃꯆꯥ ꯑꯃ ꯑꯣꯏꯔꯤꯕ ꯑꯦꯂꯤꯁꯅ ꯇꯨꯔꯦꯜ ꯇꯣꯔꯕꯥꯟ ꯑꯃꯗ ꯍꯩꯅꯤꯡꯕ ꯐꯥꯎꯗꯅ ꯐꯝꯃꯤ ꯑꯃꯁꯨꯡ ꯃꯍꯥꯛ ꯊꯦꯡꯊꯔꯦ ꯍꯥꯏꯅ ꯅꯨꯡꯉꯥꯏꯇꯕ ꯐꯣꯡꯗꯣꯛꯇꯨꯅ ꯄꯣꯀꯦꯠ ꯘꯔꯤ ꯑꯃꯁꯨꯡ ꯋꯦꯁ꯭ꯠꯀꯣꯠ ꯑꯃꯒ ꯂꯣꯏꯅꯅ ꯑꯉꯧꯕ ꯔꯦꯕꯤꯠ ꯑꯃ ꯎꯏ꯫ ꯑꯉꯛꯄ ꯐꯥꯎꯔꯗꯨꯅ, ꯑꯦꯂꯤꯁꯅ ꯃꯍꯥꯛꯄꯨ ꯔꯦꯕꯤꯠ ꯍꯣꯜ ꯑꯃꯗ ꯇꯨꯡ ꯏꯜꯂꯤ꯫ ꯃꯗꯨꯅ ꯃꯍꯥꯛꯄꯨ ꯁꯥꯡꯂꯕ ꯏꯁꯤꯡꯆꯥꯏꯕꯤ ꯑꯃꯗ ꯇꯥꯏ ꯑꯗꯨꯕꯨ ꯑꯁꯣꯏ-ꯑꯉꯥꯝ ꯌꯥꯎꯗꯅ ꯃꯐꯝ ꯑꯃꯗ ꯇꯥꯏ꯫ ꯇꯦꯕꯜ ꯑꯃ ꯂꯩꯕ ꯀꯥ ꯑꯃꯒꯤ ꯃꯅꯨꯡꯗ ꯃꯍꯥꯛꯅ ꯑꯄꯤꯛꯄ ꯊꯣꯡ ꯑꯃꯒꯤ ꯁꯣ ꯑꯃ ꯐꯪꯏ, ꯃꯗꯨꯒꯤ ꯃꯄꯥꯟꯗ ꯂꯩꯀꯣꯜ ꯑꯃ ꯂꯩ꯫ ꯊꯣꯡ ꯑꯗꯨꯗ ꯀꯔꯝꯅ ꯆꯞ ꯆꯥꯒꯗꯒꯦ ꯍꯥꯏꯕꯗꯨ ꯈꯟꯊꯔꯤꯉꯩꯗ ꯃꯍꯥꯛꯅ "ꯑꯩꯕꯨ ꯊꯛꯎ" ꯍꯥꯏꯅ ꯏꯕ ꯕꯣꯇꯜ ꯑꯃ ꯐꯪꯉꯤ꯫ ꯑꯦꯂꯤꯁꯅ ꯕꯣꯇꯜ ꯑꯗꯨꯒꯤ ꯃꯆꯥꯛꯁꯤꯡꯒꯤ ꯁꯔꯨꯛ ꯑꯃ ꯊꯛꯏ ꯑꯃꯁꯨꯡ ꯃꯍꯥꯛꯄꯨ ꯑꯉꯛꯄ ꯐꯥꯎꯍꯜꯂꯤ ꯃꯍꯥꯛ ꯊꯣꯡ ꯑꯗꯨꯗ ꯆꯪꯕ ꯉꯝꯅꯕ ꯃꯇꯤꯛ ꯆꯥꯅ ꯄꯤꯛꯊꯔꯛꯏ꯫ ꯑꯗꯨꯝ ꯑꯣꯏꯅꯃꯛ, ꯃꯍꯥꯛꯅ ꯁꯣ ꯑꯗꯨ ꯇꯦꯕꯜ ꯑꯗꯨꯗ ꯊꯝꯂꯝꯃꯤ ꯑꯃꯁꯨꯡ ꯃꯗꯨꯗ ꯌꯧꯕ ꯉꯝꯈꯤꯗꯦ꯫ ꯃꯗꯨꯒꯤ ꯃꯇꯨꯡꯗ ꯑꯦꯂꯤꯁꯅ "ꯑꯩꯕꯨ ꯆꯥꯕꯤꯌꯨ" ꯍꯥꯏꯅ ꯃꯤꯡꯊꯣꯟꯕ ꯀꯦꯛ ꯑꯃ ꯊꯦꯡꯅꯩ ꯑꯃꯁꯨꯡ ꯆꯥꯏ, ꯃꯗꯨꯅ ꯃꯍꯥꯛꯄꯨ ꯆꯥꯎꯕ ꯍꯦꯟꯒꯠꯍꯜꯂꯤ꯫ ꯅꯨꯡꯉꯥꯏꯇꯕꯅ, ꯑꯦꯂꯤꯁꯅ ꯃꯄꯤ ꯇꯥꯔꯛꯏ ꯑꯃꯁꯨꯡ ꯆꯠꯂꯤꯕ ꯑꯉꯧꯕ ꯔꯦꯕꯤꯠ ꯑꯗꯨꯅ ꯑꯀꯤꯕ ꯄꯣꯛꯂꯒ ꯆꯦꯟꯈꯤ꯫ ꯐꯦꯟ ꯑꯃ ꯑꯃꯁꯨꯡ ꯈꯨꯠꯃꯣꯖꯥ ꯑꯅꯤ ꯊꯦꯡꯅꯈꯤ꯫ ꯑꯦꯂꯤꯁꯅ ꯐꯦꯟ ꯑꯗꯨ ꯃꯁꯥꯒꯤꯗꯃꯛꯇ ꯁꯤꯖꯤꯟꯅꯩ, ꯃꯗꯨꯅ ꯃꯍꯥꯛꯄꯨ ꯑꯃꯨꯛ ꯍꯟꯅ ꯈꯨꯝꯖꯤꯜꯍꯜꯂꯤ ꯑꯃꯁꯨꯡ ꯃꯍꯥꯛꯄꯨ ꯃꯁꯥꯒꯤ ꯄꯤ ꯇꯥꯕ ꯄꯨꯈ꯭ꯔꯤ ꯑꯃꯗ ꯏꯔꯣꯏꯗꯨꯅ ꯊꯝꯃꯤ꯫ ꯏꯌꯣꯛꯐꯝ ꯑꯗꯨꯒꯤ ꯃꯅꯨꯡꯗ, ꯑꯦꯂꯤꯁꯅ ꯇꯣꯉꯥꯟ-ꯇꯣꯉꯥꯟꯕ ꯁꯥ-ꯁꯟꯁꯤꯡ ꯑꯃꯁꯨꯡ ꯎꯆꯦꯛꯁꯤꯡꯒ ꯎꯅꯩ, ꯃꯈꯣꯏꯅ ꯇꯣꯔꯕꯥꯟ ꯑꯃꯗ ꯄꯨꯟꯁꯤꯜꯂꯤ ꯑꯃꯁꯨꯡ ꯃꯈꯣꯏ ꯃꯁꯥꯕꯨ ꯀꯪꯅꯕ "ꯀꯣꯀꯁ ꯔꯦꯁ" ꯑꯃꯗ ꯁꯔꯨꯛ ꯌꯥꯏ꯫ ꯂꯝꯖꯦꯜ ꯑꯗꯨ ꯂꯣꯏꯔꯕ ꯃꯇꯨꯡꯗ, ꯑꯦꯂꯤꯁꯅ ꯈꯪꯗꯅ ꯃꯍꯥꯛꯀꯤ ꯍꯧꯗꯣꯡꯒꯤ ꯃꯇꯥꯡꯗ ꯈꯟꯅ-ꯅꯩꯅꯗꯨꯅ ꯁꯥꯁꯤꯡ ꯑꯗꯨꯕꯨ ꯑꯀꯤꯕ ꯄꯣꯛꯍꯜꯂꯤ꯫ ꯑꯉꯧꯕ ꯔꯦꯕꯤꯠ ꯑꯗꯨꯅ ꯈꯨꯠꯃꯣꯖꯥꯁꯤꯡ ꯑꯃꯁꯨꯡ ꯐꯦꯟ ꯑꯗꯨ ꯊꯤꯗꯨꯅ ꯎꯕ ꯐꯪꯏ꯫ ꯑꯦꯂꯤꯁꯄꯨ ꯃꯍꯥꯛꯀꯤ ꯅꯨꯄꯤꯅꯤ ꯍꯥꯏꯅ ꯂꯧꯗꯨꯅ, ꯃꯍꯥꯛꯅ ꯃꯍꯥꯛꯄꯨ ꯃꯍꯥꯛꯀꯤ ꯌꯨꯝꯗ ꯆꯪꯗꯨꯅ ꯃꯈꯣꯏꯕꯨ ꯂꯧꯊꯣꯛꯅꯕ ꯌꯥꯊꯪ ꯄꯤ꯫ ꯑꯦꯂꯤꯁꯅ ꯑꯇꯣꯞꯄ ꯕꯣꯇꯜ ꯑꯃ ꯐꯪꯏ ꯑꯃꯁꯨꯡ ꯃꯗꯨꯗ ꯌꯥꯎꯔꯝꯕ ꯑꯗꯨ ꯊꯛꯏ, ꯃꯗꯨꯅ ꯃꯍꯥꯛꯄꯨ ꯑꯁꯨꯛꯀꯤ ꯃꯇꯤꯛ ꯆꯥꯎꯈꯠꯍꯜꯂꯤ ꯃꯗꯨꯅ ꯃꯍꯥꯛ ꯌꯨꯝ ꯑꯗꯨꯗ ꯄꯨꯊꯣꯔꯛꯏ꯫ ꯃꯍꯥꯛꯄꯨ ꯂꯧꯊꯣꯛꯅꯕ ꯍꯣꯠꯅꯗꯨꯅꯗ ꯑꯉꯧꯕ ꯔꯦꯕꯤꯠ ꯑꯃꯁꯨꯡ ꯃꯍꯥꯛꯀꯤ ꯌꯨꯝꯂꯣꯟꯅꯕꯁꯤꯡꯅ ꯑꯔꯣꯏꯕꯗ ꯑꯄꯤꯛꯄ ꯀꯦꯛꯁꯤꯡꯗ ꯑꯣꯟꯊꯣꯛꯂꯕ ꯅꯨꯡꯖꯥꯎꯁꯤꯡ ꯂꯪꯁꯤꯜꯂꯤ꯫ ꯑꯦꯂꯤꯁꯅ ꯑꯃ ꯆꯥꯏ ꯑꯃꯁꯨꯡ ꯃꯁꯥꯃꯛꯄꯨ ꯈꯨꯝꯖꯤꯜꯂꯤ, ꯃꯁꯤꯅ ꯃꯍꯥꯛꯄꯨ ꯎꯃꯪꯗ ꯆꯦꯟꯕ ꯉꯝꯍꯜꯂꯤ꯫ ꯃꯍꯥꯛꯅ ꯆꯦꯡꯒꯨꯝ ꯑꯃꯗ ꯐꯝꯗꯨꯅ ꯍꯨꯀꯥ ꯊꯛꯄ ꯀꯦꯇꯔꯄꯤꯂꯔ ꯑꯃꯒ ꯎꯅꯩ꯫ ꯀꯦꯇꯔꯄꯤꯂꯔꯅ ꯋꯥꯍꯪ ꯄꯥꯎꯍꯪ ꯇꯧꯔꯤꯉꯩꯒꯤ ꯃꯔꯛꯇ, ꯑꯦꯂꯤꯁꯅ ꯃꯍꯥꯛꯀꯤ ꯍꯧꯖꯤꯛ ꯂꯩꯔꯤꯕ ꯃꯁꯛ ꯇꯥꯛꯄꯒꯤ ꯈꯨꯗꯣꯡꯊꯤꯕ ꯑꯗꯨ ꯌꯥꯖꯕ ꯍꯧꯔꯛꯏ꯫ ꯆꯣꯡꯗ꯭ꯔꯤꯉꯩ ꯃꯃꯥꯡꯗ, ꯀꯦꯇꯔꯄꯤꯂꯔ ꯑꯗꯨꯅ ꯍꯥꯏ ꯃꯗꯨꯗꯤ ꯆꯦꯡꯒꯨꯝꯒꯤ ꯅꯥꯀꯟ ꯑꯃꯗ ꯆꯤꯛꯄꯅ ꯃꯍꯥꯛꯄꯨ ꯍꯦꯟꯅ ꯆꯥꯎꯍꯟꯒꯅꯤ ꯑꯗꯨꯒ ꯑꯇꯣꯞꯄ ꯃꯥꯏꯀꯩꯗꯒꯤ ꯆꯤꯛꯄꯅ ꯃꯍꯥꯛꯄꯨ ꯍꯦꯟꯅ ꯄꯤꯛꯍꯟꯒꯅꯤ꯫ ꯆꯥꯡꯌꯦꯡ ꯑꯃꯁꯨꯡ ꯑꯁꯣꯏꯕꯒꯤ ꯃꯇꯝ ꯑꯃꯒꯤ ꯃꯅꯨꯡꯗ, ꯑꯦꯂꯤꯁꯀꯤ ꯉꯛ ꯑꯗꯨ ꯎꯒꯤ ꯃꯇꯣꯟꯁꯤꯡꯒꯤ ꯃꯔꯛꯇ ꯁꯟꯗꯣꯛꯏ, ꯃꯁꯤꯅ ꯃꯍꯥꯛꯄꯨ ꯁꯥꯄꯟ ꯑꯃ ꯑꯣꯏꯅ ꯁꯣꯏꯍꯟꯕ ꯈꯨꯅꯨ ꯑꯃꯕꯨ ꯑꯀꯤꯕ ꯄꯣꯛꯍꯜꯂꯤ꯫ ꯃꯇꯤꯛ ꯆꯥꯕ ꯑꯋꯥꯡꯕ ꯑꯃꯗ ꯍꯟꯊꯔꯛꯂꯕ ꯃꯇꯨꯡꯗ, ꯑꯦꯂꯤꯁꯅ ꯃꯇꯝ ꯆꯨꯞꯄꯒꯤ ꯑꯣꯏꯅ ꯅꯣꯛꯅꯤꯡꯕ ꯆꯦꯁꯥꯌꯔ ꯀꯦꯠ ꯑꯃꯒꯤ ꯃꯄꯨ ꯑꯣꯏꯔꯤꯕ ꯗꯆꯦꯁ ꯑꯃꯒꯤ ꯃꯌꯨꯝꯗ ꯌꯧꯔꯛꯏ꯫ ꯃꯍꯥꯛꯅ ꯑꯦꯂꯤꯁꯇ ꯈꯨꯠꯁꯤꯟꯅꯔꯤꯕ ꯗꯆꯦꯁꯀꯤ ꯑꯉꯥꯡ ꯑꯗꯨ ꯑꯣꯛ ꯑꯃꯗ ꯑꯣꯟꯊꯣꯛꯏ, ꯃꯗꯨ ꯑꯦꯂꯤꯁꯅ ꯎꯃꯪꯗ ꯊꯥꯗꯣꯛꯏ꯫ ꯆꯦꯁꯥꯌꯔ ꯀꯦꯠ ꯑꯗꯨꯅ ꯑꯦꯂꯤꯁꯇ ꯎꯕ ꯐꯪꯏ ꯑꯃꯁꯨꯡ ꯃꯍꯥꯛꯀꯤ ꯃꯤꯠꯌꯦꯡ ꯑꯗꯨ ꯊꯥꯗꯣꯛꯇꯨꯅ ꯃꯥꯡꯗ꯭ꯔꯤꯉꯩ ꯃꯃꯥꯡꯗ ꯃꯍꯥꯛꯄꯨ ꯍꯦꯇꯔ ꯑꯃꯁꯨꯡ ꯃꯥꯍꯥꯔ꯭ꯆ ꯍꯦꯔꯒꯤ ꯃꯥꯏꯀꯩꯗ ꯂꯝꯖꯤꯡꯏ꯫ ꯑꯦꯂꯤꯁꯅ ꯆꯥꯒꯤ ꯄꯥꯔꯇꯤ ꯑꯃꯒꯤ ꯃꯔꯛꯇ ꯍꯦꯇꯔ, ꯃꯥꯔ꯭ꯆ ꯍꯦꯔ ꯑꯃꯁꯨꯡ ꯇꯨꯝꯕ ꯌꯥꯕ ꯗꯣꯔꯃꯥꯎꯁ ꯑꯃ ꯐꯪꯏ꯫ ꯍꯦꯇꯔꯅ ꯁꯟꯗꯣꯛꯅ ꯇꯥꯛꯂꯤ ꯃꯗꯨꯗꯤ ꯃꯁꯤ ꯃꯇꯝ ꯄꯨꯡꯅꯃꯛꯇ ꯅꯨꯃꯤꯗꯥꯡꯋꯥꯏꯔꯝ ꯄꯨꯡ ꯇꯔꯨꯛ ꯆꯥꯒꯤ ꯃꯇꯝꯑꯣꯏ꯫